ꯀꯝꯄ꯭ꯌꯨꯇꯔ ꯄ꯭ꯔꯣꯒ꯭ꯔꯥꯃꯔ ꯑꯃꯒꯤꯗꯃꯛ ꯑꯄꯤꯛꯄꯥ ꯕꯥꯏꯑꯣ ꯑꯃꯥ ꯁꯦꯝꯃꯨ꯫ ꯂꯝ ꯑꯁꯤꯗꯥ ꯆꯍꯤ ꯇꯔꯥ ꯍꯦꯟꯅꯥ ꯑꯦꯛꯁꯄ꯭ꯔꯤꯌꯦꯟꯁ ꯂꯩꯔꯕꯥ ꯍꯩꯊꯣꯏ-ꯁꯤꯡꯊꯣꯏꯔꯕꯥ ꯀꯝꯄ꯭ꯌꯨꯇꯔ ꯄ꯭ꯔꯣꯒ꯭ꯔꯥꯃꯔ ꯖꯣꯟ ꯁ꯭ꯃꯤꯠꯀꯥ ꯎꯅꯕꯤꯌꯨ꯫ ꯖꯣꯟ ꯑꯁꯤ ꯀꯝꯄ꯭ꯌꯨꯇꯔ ꯁꯥꯏꯟꯁꯀꯤ ꯑꯆꯦꯠꯄꯥ ꯕꯦꯛꯒ꯭ꯔꯥꯎꯟꯗ ꯑꯃꯅꯤ ꯑꯃꯁꯨꯡ ꯁꯤ, ꯄꯥꯏꯊꯣꯟ, ꯑꯃꯁꯨꯡ ꯖꯥꯚꯥ ꯌꯥꯎꯅꯥ ꯃꯁꯤꯡ ꯌꯥꯝꯂꯕꯥ ꯄ꯭ꯔꯣꯒ꯭ꯔꯥꯃꯤꯡ ꯂꯣꯟꯁꯤꯡꯗꯥ ꯍꯩꯊꯣꯏ-ꯁꯤꯡꯊꯣꯏꯔꯤ꯫ ꯃꯍꯥꯛꯀꯤ ꯇꯦꯛꯅꯤꯀꯦꯜꯒꯤ ꯍꯩꯁꯤꯡꯕꯒꯥ ꯂꯣꯏꯅꯅꯥ ꯖꯣꯟꯗꯥ ꯁꯣꯐꯋꯦꯌꯔ ꯗꯤꯕꯦꯂꯞꯃꯦꯟꯇꯀꯤ ꯃꯇꯥꯡꯗꯥ ꯑꯆꯧꯕꯥ ꯋꯥꯈꯜꯂꯣꯟ ꯑꯃꯥ ꯂꯩ ꯑꯃꯁꯨꯡ ꯑꯅꯧꯕꯥ ꯁꯣꯂꯨꯁꯟꯁꯤꯡ ꯊꯤꯅꯕꯥ ꯄ꯭ꯔꯣꯕ꯭ꯂꯦꯝ ꯁꯣꯜꯕ ꯇꯧꯕꯗꯥ ꯅꯨꯡꯉꯥꯏꯕꯥ ꯐꯥꯎꯏ꯫ ꯖꯣꯟꯗꯥ ꯇꯦꯛ ꯏꯟꯗꯁꯇ꯭ꯔꯤꯒꯤ ꯃꯃꯤꯡ ꯂꯩꯔꯕꯥ ꯀꯝꯄꯦꯅꯤ ꯀꯌꯥꯒꯥ ꯂꯣꯏꯅꯅꯥ ꯊꯕꯛ ꯇꯧꯃꯤꯟꯅꯈꯤ ꯃꯐꯝ ꯑꯗꯨꯗꯥ ꯃꯍꯥꯛꯅꯥ ꯃꯈꯣꯏꯒꯤ ꯁꯣꯐꯋꯦꯌꯔ ꯁꯤꯁꯇꯦꯝꯁꯤꯡ ꯁꯦꯝꯒꯠꯈꯤ ꯑꯃꯁꯨꯡ ꯁꯦꯟꯅꯔꯤ꯫ ꯃꯍꯥꯛꯀꯤ ꯑꯐꯕꯥ ꯃꯇꯝꯗꯥ, ꯖꯣꯟꯗꯥ ꯈ꯭ꯋꯥꯏꯗꯒꯤ ꯅꯧꯕꯥ ꯇꯦꯛꯅꯣꯂꯣꯖꯤꯒꯤ ꯇ꯭ꯔꯦꯟꯗꯁꯤꯡꯒꯥ ꯂꯣꯏꯅꯅꯥ ꯆꯠꯃꯤꯟꯅꯕꯗꯥ ꯑꯃꯁꯨꯡ ꯃꯍꯥꯛꯀꯤ ꯄꯔꯁꯣꯅꯦꯜ ꯄ꯭ꯔꯣꯒ꯭ꯔꯥꯃꯤꯡ ꯄ꯭ꯔꯣꯖꯦꯛꯇꯁꯤꯡꯗꯥ ꯊꯕꯛ ꯇꯧꯕꯗꯥ ꯅꯨꯡꯉꯥꯏꯕꯥ ꯐꯥꯎꯏ꯫ ꯀꯝꯄ꯭ꯌꯨꯇꯔ ꯑꯃꯒꯤ ꯄ꯭ꯔꯣꯁꯦꯁꯔ ꯑꯗꯨ ꯈꯪꯗꯣꯛꯎ꯫ ꯀꯝꯄ꯭ꯌꯨꯇꯔꯒꯤ ꯄ꯭ꯔꯣꯁꯦꯁꯔ, ꯃꯁꯤꯕꯨ ꯁꯦꯟꯇ꯭ꯔꯦꯜ ꯄ꯭ꯔꯣꯁꯦꯁꯤꯡ ꯌꯨꯅꯤꯠ ꯍꯥꯏꯅꯥꯁꯨ ꯈꯪꯅꯩ, ꯃꯁꯤ ꯀꯝꯄ꯭ꯌꯨꯇꯔꯒꯤ ꯕ꯭ꯔꯦꯟ ꯑꯣꯏꯅꯥ ꯊꯕꯛ ꯇꯧꯕꯥ ꯑꯄꯤꯛꯄꯥ ꯆꯤꯞ ꯑꯃꯅꯤ꯫ ꯃꯁꯤꯅꯥ ꯀꯝꯄ꯭ꯌꯨꯇꯔ ꯑꯃꯒꯤ ꯁꯣꯐꯇꯋꯥꯌꯔ ꯄ꯭ꯔꯣꯒ꯭ꯔꯥꯝꯁꯤꯡ ꯑꯃꯁꯨꯡ ꯑꯦꯄ꯭ꯂꯤꯀꯦꯁꯟꯁꯤꯡꯅꯥ ꯃꯗꯨꯗꯥ ꯊꯥꯔꯛꯄꯥ ꯏꯟꯁꯇ꯭ꯔꯛꯁꯟ ꯄꯨꯝꯅꯃꯛ ꯂꯧꯊꯣꯛꯄꯥ, ꯗꯤꯀꯣꯗ ꯇꯧꯕꯥ ꯑꯃꯁꯨꯡ ꯑꯦꯛꯁꯦꯁꯤꯕꯜ ꯇꯧꯕꯒꯤ ꯊꯧꯗꯥꯡ ꯂꯧꯏ꯫ ꯄ꯭ꯔꯣꯁꯦꯁꯔꯒꯤ ꯃꯔꯨꯝꯗꯥ ꯃꯦꯃꯣꯔꯤꯗꯒꯤ ꯗꯦꯇꯥꯒꯤ ꯐ꯭ꯂꯣ ꯑꯗꯨ ꯂꯃꯖꯤꯡꯂꯤꯕꯥ ꯀꯟꯇ꯭ꯔꯣꯜ ꯌꯨꯅꯤꯠ ꯑꯃꯁꯨꯡ ꯗꯦꯇꯥ ꯑꯗꯨꯗꯥ ꯀꯦꯜꯀꯨꯂꯦꯁꯟ ꯑꯃꯁꯨꯡ ꯂꯣꯖꯤꯀꯦꯜ ꯑꯣꯄꯔꯦꯁꯟꯁꯤꯡ ꯄꯥꯡꯊꯣꯛꯄꯥ ꯑꯦꯔꯤꯠꯃꯦꯇꯤꯛ ꯂꯣꯖꯤꯛ ꯌꯨꯅꯤꯠ ꯂꯩ꯫ ꯄ꯭ꯔꯣꯁꯦꯁꯔꯒꯤ ꯈꯣꯡꯖꯦꯜ ꯑꯁꯤ ꯒꯤꯒꯥꯍꯔꯖ ꯗꯥ ꯂꯦꯞꯊꯣꯛꯏ ꯑꯃꯁꯨꯡ ꯃꯁꯤꯗꯥ ꯂꯩꯔꯤꯕꯥ ꯀꯣꯔ ꯃꯁꯤꯡ ꯑꯁꯤꯅꯥ ꯃꯁꯤꯅꯥ ꯄꯦꯔꯥꯂꯦꯜ ꯑꯣꯏꯅꯥ ꯀꯌꯥ ꯌꯥꯝꯅꯥ ꯏꯟꯁꯇ꯭ꯔꯛꯁꯟ ꯄ꯭ꯔꯣꯁꯦꯁ ꯇꯧꯕꯥ ꯌꯥꯕꯒꯦ ꯍꯥꯏꯕꯗꯨ ꯂꯦꯞꯀꯅꯤ꯫ ꯀꯝꯄ꯭ꯌꯨꯇꯔ ꯑꯃꯒꯤ ꯄ꯭ꯔꯣꯁꯦꯁꯔ ꯑꯃꯒꯤ ꯏꯐꯤꯁꯤꯑꯦꯟꯁꯤ ꯑꯃꯁꯨꯡ ꯄꯔꯐꯣꯃꯦꯟꯁꯅꯥ ꯁꯤꯁꯇꯦꯝ ꯄꯨꯝꯅꯃꯛꯇꯥ ꯌꯥꯝꯅꯥ ꯆꯥꯎꯅꯥ ꯏꯝꯄꯦꯛ ꯇꯧꯕꯥ ꯉꯝꯃꯤ, ꯃꯗꯨꯅꯥ ꯃꯁꯤꯕꯨ ꯀꯝꯄ꯭ꯌꯨꯇꯔ ꯑꯃꯍꯦꯛꯇꯒꯤ ꯃꯔꯨꯑꯣꯏꯕꯥ ꯀꯝꯄꯣꯅꯦꯟꯇ ꯑꯃꯥ ꯑꯣꯏꯍꯜꯂꯤ꯫ ꯌꯨꯅꯤꯕꯔꯁꯦꯜ ꯁꯦꯔꯤꯑꯦꯜ ꯕꯁꯒꯤ ꯆꯥꯔꯖꯔ ꯑꯁꯤ ꯃꯣꯔꯗꯟ ꯏꯂꯦꯛꯇ꯭ꯔꯣꯅꯤꯛ ꯄ꯭ꯔꯗꯛꯇ ꯑꯃꯍꯦꯛꯇꯗꯥ ꯌꯥꯎꯍꯟꯒꯗꯕꯥ ꯃꯔꯨꯑꯣꯏꯕꯥ ꯐꯤꯆꯔ ꯑꯃꯅꯤ꯫ ꯃꯁꯤꯒꯤ ꯃꯔꯨꯑꯣꯏꯕꯥ ꯃꯔꯝꯗꯤ ꯍꯧꯖꯤꯛꯇꯤ ꯁ꯭ꯃꯥꯔꯠꯐꯣꯟꯗꯒꯤ ꯍꯧꯔꯒꯥ ꯀꯦꯃꯦꯔꯥ ꯑꯃꯁꯨꯡ ꯄꯣꯔꯇꯦꯕꯜ ꯁ꯭ꯄꯤꯀꯥꯔ ꯐꯥꯎꯕꯥ ꯑꯌꯥꯝꯕꯥ ꯗꯤꯚꯥꯏꯁꯁꯤꯡꯗꯥ ꯁ꯭ꯇꯦꯟꯗꯔꯠ ꯑꯣꯏꯔꯛꯂꯤꯕꯥ ꯆꯥꯔꯖꯤꯡ ꯄꯣꯔꯠꯁꯤꯡꯒꯤ ꯌꯨꯅꯤꯚꯔꯁꯦꯜ ꯀꯝꯄꯦꯇꯤꯕꯤꯂꯤꯇꯤꯅꯤ꯫ ꯄꯣꯠꯊꯣꯛ ꯑꯃꯒꯥ ꯂꯣꯏꯅꯅꯥ ꯆꯥꯔꯖꯔ ꯑꯃꯥ ꯌꯥꯎꯍꯟꯕꯅꯥ ꯌꯨꯖꯔ ꯑꯗꯨꯅꯥ ꯑꯍꯦꯟꯕꯥ, ꯃꯃꯜ ꯌꯥꯝꯂꯕꯥ ꯅꯠꯇ꯭ꯔꯒꯥ ꯌꯥꯝꯅꯥ ꯂꯨꯕꯥ ꯆꯥꯔꯖꯤꯡ ꯀꯦꯕꯜꯁꯤꯡꯒꯤ ꯃꯊꯧ ꯇꯥꯗꯅꯥ ꯃꯈꯣꯏꯒꯤ ꯗꯤꯚꯥꯏꯁ ꯑꯗꯨ ꯐꯖꯅꯥ ꯆꯥꯔꯖ ꯇꯧꯕꯥ ꯉꯝꯍꯜꯂꯤ꯫ ꯃꯁꯤꯒꯤ ꯃꯊꯛꯇꯥ, ꯆꯥꯔꯖꯔꯁꯤꯡ ꯑꯁꯤ ꯂꯦꯞꯇꯣꯞ, ꯋꯥꯜ ꯑꯦꯗꯥꯞꯇꯔ, ꯑꯃꯁꯨꯡ ꯄꯣꯔꯇꯦꯕꯜ ꯕꯦꯠꯇꯔꯤ ꯄꯦꯛꯁꯤꯡ ꯐꯥꯎꯕꯥ ꯄꯥꯛ-ꯆꯥꯎꯔꯕꯥ ꯄꯥꯋꯔ ꯁꯣꯔꯁꯁꯤꯡꯒꯥ ꯂꯣꯏꯅꯅꯥ ꯁꯤꯖꯤꯟꯅꯕꯥ ꯌꯥꯏ, ꯃꯁꯤꯅꯥ ꯌꯨꯖꯔꯅꯥ ꯆꯠꯂꯤꯉꯩꯗꯥ ꯃꯈꯣꯏꯒꯤ ꯗꯤꯚꯥꯏꯁ ꯑꯗꯨ ꯆꯥꯔꯖ ꯇꯧꯕꯗꯥ ꯈꯨꯗꯣꯡꯆꯥꯕ ꯄꯤ꯫ ꯃꯁꯤꯒꯤ ꯐꯤꯆꯔ ꯑꯁꯤꯅꯥ ꯌꯨꯖꯔꯒꯤ ꯑꯦꯛꯁꯄꯤꯔꯤꯑꯦꯟꯁ ꯍꯦꯟꯒꯠꯍꯟꯕꯇꯥ ꯅꯠꯇꯅꯥ ꯄꯣꯠꯊꯣꯛ ꯑꯗꯨ ꯁꯤꯖꯤꯟꯅꯕꯒꯤ ꯃꯑꯣꯡꯗꯥ ꯍꯦꯟꯅꯥ ꯐ꯭ꯂꯦꯛꯁꯤꯕꯤꯂꯤꯇꯤ ꯑꯃꯁꯨꯡ ꯕꯥꯔꯁꯥꯏꯇꯤꯂꯤꯇꯤꯁꯨ ꯄꯤꯔꯤ꯫